ꯄꯦꯔꯤꯁ ꯃꯦꯇ꯭ꯔꯣ ꯑꯁꯤ ꯐ꯭ꯔꯥꯟꯁꯀꯤ ꯄꯦꯔꯤꯁ ꯃꯦꯇ꯭ꯔꯣꯄꯣꯂꯤꯇꯥꯟ ꯑꯦꯔꯤꯌꯥꯗ ꯂꯩꯕ ꯌꯥꯝꯅ ꯊꯨꯅꯥ ꯇ꯭ꯔꯥꯟꯁꯤꯠ ꯇꯧꯕꯥ ꯁꯤꯁ꯭ꯇꯦꯝ ꯑꯃꯅꯤ꯫ ꯃꯁꯤꯗ ꯁ꯭ꯇꯦꯁꯟ ꯆꯥꯐꯝ ꯅꯤꯄꯥꯟ ꯂꯩ ꯃꯗꯨꯒꯤ ꯃꯅꯨꯡꯗ ꯍꯨꯝꯐꯨ ꯃꯔꯤꯗꯤ ꯂꯥꯏꯟꯁꯤꯡꯒꯤ ꯃꯔꯛꯇꯥ ꯇ꯭ꯔꯥꯟꯁꯐꯔ ꯇꯧꯏ꯫ ꯂꯥꯏꯟ ꯇꯔꯥꯇꯔꯨꯛ ꯂꯩꯔꯤ꯫ ꯂꯥꯏꯟ ꯑꯃ ꯂꯥꯏꯟ ꯃꯔꯤ ꯑꯃꯁꯨꯡ ꯂꯥꯏꯟ ꯇꯔꯥꯃꯔꯤ ꯑꯁꯤ ꯑꯣꯇꯣꯃꯦꯇꯦꯗꯥ ꯑꯣꯏ꯫ ꯂꯥꯏꯟꯁꯤꯡ ꯑꯁꯤ ꯃꯦꯞꯁꯤꯡꯗ ꯃꯁꯤꯡ ꯑꯃꯁꯨꯡ ꯃꯆꯨꯒꯤ ꯃꯇꯨꯡ ꯏꯟꯅ ꯃꯁꯛ ꯈꯪꯗꯣꯛꯏ ꯃꯁꯤꯗ ꯆꯠꯄꯒꯤ ꯃꯥꯏꯀꯩ ꯑꯗꯨ ꯇꯔꯃꯤꯅꯦꯁꯠ ꯇꯥꯛꯏ꯫ ꯃꯁꯤ ꯃꯣꯁꯀꯣ ꯃꯦꯇ꯭ꯔꯣꯒꯤ ꯃꯇꯨꯡꯗ ꯌꯨꯔꯣꯞꯀꯤ ꯑꯅꯤꯁꯨꯕ ꯈ꯭ꯋꯥꯏꯗꯒꯤ ꯃꯤ ꯌꯥꯝꯅ ꯇꯤꯟꯕ ꯃꯦꯇ꯭ꯔꯣ ꯁꯤꯁ꯭ꯇꯦꯝꯅꯤ ꯃꯁꯤꯒꯥ ꯂꯣꯏꯅꯅ ꯃꯥꯂꯦꯝꯗ ꯈ꯭ꯋꯥꯏꯗꯒꯤ ꯌꯥꯝꯅ ꯃꯤ ꯌꯥꯝꯅ ꯇꯤꯟꯕ ꯃꯦꯇ꯭ꯔꯣ ꯁꯤꯁ꯭ꯇꯦꯝꯅꯤ꯫ ꯃꯦꯇ꯭ꯔꯣ ꯃꯉꯥ ꯑꯃꯁꯨꯡ ꯔꯦꯁꯣ ꯑꯦꯛꯁꯄ꯭ꯔꯦꯁ ꯔꯤꯖꯟꯅꯦꯜꯒꯤ ꯂꯥꯏꯟ ꯑꯍꯨꯝ ꯂꯩꯕꯥ ꯆꯦꯇꯦꯂꯦꯠꯂꯦꯁ ꯍꯥꯂꯦꯁ ꯑꯁꯤ ꯃꯥꯂꯦꯝꯒꯤ ꯈ꯭ꯋꯥꯏꯗꯒꯤ ꯆꯥꯎꯕ ꯃꯦꯇ꯭ꯔꯣ ꯁ꯭ꯇꯦꯁꯟꯁꯤꯡꯒꯤ ꯃꯅꯨꯡꯗ ꯑꯃꯅꯤ꯫ ꯑꯗꯨꯝ ꯑꯣꯏꯅꯃꯛ ꯁꯤꯁ꯭ꯇꯦꯝ ꯑꯁꯤꯅ ꯃꯍꯧꯁꯥꯅ ꯑꯦꯛꯁꯦꯁꯤꯕꯤꯂꯤꯇꯤ ꯌꯥꯝꯅ ꯅꯦꯝꯃꯤ ꯃꯔꯝꯗꯤ ꯃꯁꯤ ꯈꯟꯅ ꯅꯩꯅꯕ ꯑꯃꯥ ꯑꯣꯏꯗ꯭ꯔꯤꯉꯩꯒꯤ ꯃꯃꯥꯡꯗ ꯑꯌꯥꯝꯕ ꯁ꯭ꯇꯦꯁꯟꯁꯤꯡ ꯑꯁꯤ ꯂꯩꯃꯥꯏ ꯃꯈꯥꯗ ꯌꯥꯝꯅ ꯐꯖꯅ ꯁꯥꯈꯤꯕꯅꯤ꯫ ꯑꯍꯥꯟꯕ ꯂꯥꯏꯟ ꯑꯁꯤ ꯊꯧꯔꯝ ꯌꯥꯎꯗꯅ ꯖꯨꯂꯥꯏ ꯇꯔꯥꯃꯥꯄꯟ ꯗ ꯃꯥꯂꯦꯝꯒꯤ ꯃꯦꯂꯥ ꯑꯦꯛꯁꯄꯣꯖꯤꯁꯟ ꯌꯨꯅꯤꯚꯔꯁꯦꯜꯒꯤ ꯃꯇꯝꯗ ꯍꯥꯡꯗꯣꯛꯈꯤ꯫ ꯃꯥꯂꯦꯝꯒꯤ ꯑꯍꯥꯟꯕ ꯂꯥꯟꯖꯥꯎ ꯐꯥꯎꯕ ꯁꯤꯁ꯭ꯇꯦꯝ ꯑꯁꯤ ꯌꯥꯝꯅ ꯊꯨꯅꯥ ꯄꯥꯛꯊꯣꯛ ꯆꯥꯎꯊꯣꯛꯈꯤ ꯑꯃꯁꯨꯡ ꯂꯤꯁꯤꯡ ꯑꯃ ꯆꯃꯥꯄꯟ ꯀꯨꯟꯒꯤ ꯃꯌꯥꯏ ꯆꯜꯂꯛꯄꯗ ꯀꯣꯔ ꯑꯁꯤ ꯃꯄꯨꯡ ꯐꯥꯍꯟꯈꯤ ꯃꯐꯝꯁꯤꯡꯗ ꯑꯦꯛꯁꯇꯦꯟꯁꯟꯁꯤꯡ ꯑꯁꯤ ꯂꯤꯁꯤꯡ ꯑꯃ ꯆꯃꯥꯄꯟ ꯀꯨꯟꯊ꯭ꯔꯥꯒꯤ ꯃꯌꯥꯏ ꯆꯜꯂꯛꯄꯗ ꯁꯥꯈꯤ꯫ ꯅꯦꯠꯋꯥꯔꯛ ꯑꯁꯤ ꯃꯥꯂꯦꯝꯒꯤ ꯂꯥꯟꯖꯥꯎ ꯑꯅꯤꯁꯨꯕꯒꯤ ꯃꯇꯨꯡꯗ ꯑꯅꯧꯕ ꯇ꯭ꯔꯦꯟꯁꯤꯡꯒꯥ ꯂꯣꯏꯅꯅ ꯁꯦꯆꯨꯔꯦꯁꯟ ꯌꯧꯈꯤ ꯃꯗꯨꯅ ꯍꯦꯟꯅ ꯆꯠꯊꯣꯛ ꯆꯠꯁꯤꯟ ꯇꯧꯕꯥ ꯌꯥꯍꯟꯒꯅꯤ ꯑꯗꯨꯕꯨ ꯅꯦꯠꯋꯥꯔꯛ ꯑꯁꯤꯒꯤ ꯗꯤꯖꯥꯏꯟ ꯑꯃꯁꯨꯡ ꯃꯔꯨꯑꯣꯏꯅ ꯁ꯭ꯇꯦꯁꯟꯁꯤꯡꯒꯤ ꯃꯔꯛꯇꯥ ꯂꯩꯕꯥ ꯑꯇꯦꯟꯕ ꯂꯝꯕꯤꯁꯤꯡꯅ ꯃꯈꯥ ꯇꯥꯅ ꯑꯍꯣꯡꯕ ꯄꯨꯔꯛꯄꯥ ꯑꯁꯤ ꯌꯥꯝꯅ ꯅꯦꯝꯅ ꯂꯩꯔꯦ꯫ ꯃꯦꯇ꯭ꯔꯣꯒꯤ ꯃꯊꯛꯇꯥ ꯃꯌꯥꯏꯊꯪꯕ ꯄꯦꯔꯤꯁ ꯑꯃꯁꯨꯡ ꯃꯁꯤꯒꯤ ꯑꯔꯕꯥꯟ ꯑꯦꯔꯤꯌꯥ ꯑꯁꯤ ꯑꯥꯔ ꯖꯥꯅꯀꯣꯚꯦꯠꯁ꯭ꯀꯥꯒꯤ ꯃꯃꯤꯡ ꯊꯣꯟꯕꯥ ꯅꯦꯁ꯭ꯅꯦꯜ ꯑꯦꯀꯥꯗꯦꯃꯤꯛ ꯌꯨꯀ꯭ꯔꯦꯅꯤꯌꯥꯟ ꯗ꯭ꯔꯃꯥ ꯊꯤꯌꯦꯇꯔ ꯑꯉꯥꯡꯁꯤꯡ ꯑꯃꯁꯨꯡ ꯅꯍꯥꯁꯤꯡꯒꯤ ꯑꯍꯥꯟꯕꯥ ꯌꯨꯀ꯭ꯔꯦꯅꯤꯌꯥꯟ ꯊꯤꯌꯦꯇꯔ ꯑꯥꯏ ꯐ꯭ꯔꯥꯡꯀꯣ ꯀꯤꯌꯕꯒꯤ ꯃꯃꯤꯡ ꯊꯣꯟꯕꯥ ꯅꯦꯁ꯭ꯅꯦꯜ ꯑꯦꯀꯥꯗꯦꯃꯤꯛ ꯊꯤꯌꯦꯇꯔꯒꯥ ꯑꯦꯛꯇꯤꯕ ꯑꯣꯏꯅꯥ ꯄꯨꯟꯅꯥ ꯊꯕꯛ ꯇꯧꯃꯤꯟꯅꯈꯤ꯫